ꯏꯟꯇꯔꯚ꯭ꯌꯨ ꯑꯃꯒꯤꯗꯃꯛ ꯁꯦꯝ-ꯁꯥꯕ ꯃꯇꯝꯗ ꯅꯍꯥ ꯑꯣꯏꯔꯤꯕ ꯄ꯭ꯔꯣꯐꯦꯁꯅꯦꯜꯁꯤꯡꯅ ꯋꯥꯈꯜꯗ ꯊꯝꯒꯗꯕ ꯏꯂꯤꯃꯦꯟꯇꯁꯤꯡꯒꯤ ꯂꯤꯁ꯭ꯠ ꯑꯃ ꯁꯦꯝꯃꯨ꯫ ꯀꯝꯄꯦꯅꯤꯒꯤ ꯃꯇꯥꯡꯗ ꯔꯤꯁꯔꯆ ꯇꯧꯕ - ꯀꯝꯄꯦꯅꯤꯒꯤ ꯃꯤꯁꯟ, ꯚꯦꯂ꯭ꯌꯨꯁꯤꯡ, ꯀꯜꯆꯔ, ꯑꯃꯁꯨꯡ ꯍꯟꯗꯛꯀꯤ ꯄꯥꯎ ꯅꯠꯇ ꯭ꯔꯒ ꯗꯤꯕꯦꯂꯞꯃꯦꯟꯇꯁꯤꯡꯒꯤ ꯃꯇꯥꯡꯗ ꯈꯡꯕꯤꯌꯨ꯫ ꯀꯃꯟ ꯑꯣꯏꯕ ꯏꯟꯇꯔꯚ꯭ꯌꯨꯒꯤ ꯋꯥꯍꯪꯁꯤꯡꯒꯤ ꯄꯥꯎꯈꯨꯝ ꯁꯦꯝ-ꯁꯥꯕ - ꯅꯍꯥꯛꯀꯤ ꯃꯔꯝꯗ ꯑꯩꯉꯣꯟꯗ ꯍꯥꯏꯕꯤꯌꯨ, ꯀꯔꯤꯒꯤꯗꯃꯛꯇ ꯅꯍꯥꯛꯅ ꯀꯝꯄꯅꯤ ꯑꯁꯤꯒꯤꯗꯃꯛꯇ ꯊꯕꯛ ꯇꯧꯕ ꯄꯥꯝꯂꯤꯕꯅꯣ? , ꯑꯃꯁꯨꯡ ꯅꯍꯥꯛꯀꯤ ꯈ꯭ꯋꯥꯏꯗꯒꯤ ꯆꯥꯎꯕ ꯄꯥꯡꯒꯜ ꯑꯃꯁꯨꯡ ꯑꯋꯥꯠꯄ ꯑꯗꯨ ꯀꯔꯤꯅꯣ? ꯃꯇꯤꯛ ꯆꯥꯅ ꯄꯣꯠ ꯌꯣꯜꯂꯨ- ꯅꯤꯡꯊꯤꯖꯅ, ꯁꯦꯡꯅ ꯑꯃꯁꯨꯡ ꯌꯥꯝꯅ ꯆꯨꯅꯕ, ꯑꯃꯁꯨꯡ ꯀꯝꯄꯦꯅꯤꯒꯤ ꯀꯜꯆꯔꯒ ꯆꯨꯅꯕ ꯄ꯭ꯔꯣꯐꯦꯁ꯭ꯅꯦꯜ ꯑꯦꯇꯦꯌꯔ ꯁꯣꯏꯗꯅ ꯁꯣꯏꯕꯤꯌꯨ꯫ ꯑꯐꯕ ꯑꯍꯥꯟꯕ ꯏꯝꯄꯦꯁꯟ ꯑꯃ ꯁꯦꯝꯃꯨ - ꯃꯇꯝ ꯆꯥꯅ ꯂꯩꯌꯨ, ꯑꯀꯟꯕ ꯈꯨꯠꯁꯥ ꯍꯩꯕ ꯑꯃ ꯄꯤꯌꯨ, ꯃꯤꯠ ꯎꯏꯁꯤꯟꯕ ꯑꯃꯁꯨꯡ ꯃꯤꯠ ꯎꯏꯁꯤꯟꯕ꯫ ꯃꯊꯧ ꯇꯥꯕ ꯃꯆꯥꯛꯁꯤꯡ ꯄꯨꯔꯛꯎ - ꯅꯍꯥꯛꯀꯤ ꯔꯤꯖ꯭ꯌꯨꯝꯒꯤ ꯀꯣꯄꯤꯁꯤꯡ, ꯔꯤꯐꯔꯦꯟꯁꯁꯤꯡꯒꯤ ꯂꯤꯁ꯭ꯠ ꯑꯃ, ꯑꯃꯁꯨꯡ ꯑꯇꯩ ꯃꯔꯤ ꯂꯩꯅꯕ ꯗꯣꯀ꯭ꯌꯨꯃꯦꯟꯇꯁꯤꯡ ꯅꯠꯇ꯭ꯔꯒ ꯋꯥꯔꯛ ꯁꯦꯝꯄꯜꯁꯤꯡ ꯄꯨꯔꯛꯎ꯫ ꯅꯍꯥꯛꯀꯤ ꯔꯤꯖ꯭ꯌꯨꯝ ꯑꯗꯨ ꯈꯪꯖꯤꯟꯕꯤꯌꯨ - ꯅꯍꯥꯛꯀꯤ ꯔꯤꯖ꯭ꯌꯨꯝ ꯑꯗꯨꯗ ꯌꯥꯎꯔꯤꯕ ꯏꯟꯐꯣꯔꯃꯦꯁꯟ ꯄꯨꯝꯅꯃꯛ, ꯅꯍꯥꯛꯀꯤ ꯊꯕꯛꯀꯤ ꯑꯦꯛꯁꯄꯤꯔꯤꯑꯦꯟꯁ, ꯑꯦꯖꯨꯀꯦꯁꯟ, ꯑꯃꯁꯨꯡ ꯁ꯭ꯀꯤꯜꯁꯤꯡ ꯌꯥꯎꯅ, ꯅꯍꯥꯛꯅ ꯊꯥꯖꯕ ꯌꯥꯅ ꯋꯥꯔꯤ ꯁꯥꯕ ꯉꯝꯒꯗꯕꯅꯤ꯫ ꯏꯟꯇꯔꯚ꯭ꯌꯨ ꯇꯧꯔꯤꯕ ꯃꯤꯑꯣꯏ ꯑꯗꯨꯗ ꯍꯪꯅꯕ ꯋꯥꯍꯪꯁꯤꯡ ꯁꯦꯝ-ꯁꯥꯕꯥ - ꯀꯝꯄꯅꯤ, ꯊꯧꯗꯥꯡ ꯅꯠꯇ꯭ꯔꯒ ꯇꯤꯝꯒꯤ ꯃꯇꯥꯡꯗ ꯋꯥꯈꯜ ꯈꯟꯕ ꯋꯥꯍꯪꯁꯤꯡ ꯍꯪꯗꯨꯅ ꯅꯍꯥꯛꯀꯤ ꯏꯟꯇꯔꯦꯁ꯭ꯠ ꯑꯃꯁꯨꯡ ꯑꯦꯡꯒꯦꯖꯃꯦꯟꯇ ꯑꯗꯨ ꯎꯠꯄꯤꯌꯨ꯫ ꯊꯋꯥꯏ ꯌꯥꯎꯕ ꯎꯠꯄ ꯊꯧꯗꯥꯡ ꯑꯃꯁꯨꯡ ꯀꯝꯄꯦꯅꯤꯒꯤꯗꯃꯛꯇ ꯅꯍꯥꯛꯀꯤ ꯊꯋꯥꯏ ꯌꯥꯎꯕ ꯑꯃꯁꯨꯡ ꯊꯋꯥꯏ ꯌꯥꯎꯕ‌ ꯎꯠꯄ - ꯑꯦꯛꯇꯤꯕ ꯑꯣꯏꯅ ꯇꯥꯕ ꯄ꯭ꯔꯦꯛꯇꯤꯁ ꯇꯧꯕꯤꯌꯨ - ꯏꯟꯇꯔꯚ꯭ꯌꯨ ꯇꯧꯔꯤꯕ ꯃꯤꯑꯣꯏ ꯑꯗꯨꯒꯤ ꯋꯥꯍꯪꯁꯤꯡꯗ ꯄꯨꯛꯅꯤꯡ ꯆꯪꯕꯤꯌꯨ ꯑꯃꯁꯨꯡ ꯃꯊꯪꯗ ꯍꯥꯏꯅꯤꯡꯂꯤꯕꯗꯨꯗ ꯃꯤꯠꯌꯦꯡ ꯊꯝꯕꯒꯤ ꯃꯍꯨꯠꯇ ꯋꯥꯈꯜ ꯈꯟꯗꯨꯅ ꯄꯥꯎꯈꯨꯝ ꯄꯤꯕꯤꯌꯨ꯫ ꯐꯣꯂꯣ ꯑꯦꯞ - ꯏꯟꯇꯔꯚ꯭ꯌꯨꯒꯤ ꯃꯇꯨꯡꯗ ꯊꯥꯒꯠꯄ ꯏꯃꯦꯜ ꯑꯃ ꯊꯥꯗꯨꯅ ꯈꯨꯗꯣꯡꯆꯥꯕ ꯑꯁꯤꯒꯤꯗꯃꯛ ꯊꯥꯒꯠꯄ ꯐꯣꯡꯗꯣꯛꯄꯤꯌꯨ ꯑꯃꯁꯨꯡ ꯄꯣꯖꯤꯁꯟ ꯑꯗꯨꯗ ꯅꯍꯥꯛꯀꯤ ꯄꯨꯛꯅꯤꯡ ꯆꯪꯕ ꯑꯗꯨ ꯑꯃꯨꯛ ꯍꯟꯅ ꯐꯣꯡꯗꯣꯛꯄꯤꯌꯨ꯫ ꯑꯦꯛꯁꯟꯁꯤꯡ ꯑꯃꯁꯨꯡ ꯀꯟꯇꯔꯦꯁ꯭ꯇꯤꯡ ꯑꯣꯏꯕ ꯃꯑꯣꯡ ꯑꯗꯨꯗ ꯑꯀꯟꯕ ꯋꯥꯐꯝ ꯊꯝꯂꯤꯕ ꯃꯑꯣꯡꯗ ꯋꯥꯍꯩ ꯑꯗꯨ ꯑꯃꯨꯛ ꯍꯟꯅ ꯏꯕꯤꯌꯨ꯫ ꯂꯥꯏꯔꯤꯛ ꯑꯗꯨ ꯄꯥꯈꯤ ꯑꯗꯨꯕꯨ ꯃꯍꯥꯛ ꯌꯥꯝꯅ ꯄꯥꯝꯈꯤꯗꯦ꯫ ꯂꯥꯏꯔꯤꯛ ꯑꯗꯨ ꯄꯥꯕ ꯃꯇꯝꯗ ꯃꯍꯥꯛ ꯌꯥꯝꯅ ꯄꯥꯞꯈꯤꯗꯦ꯫ ꯁꯩꯔꯦꯡ, ꯗꯤ ꯂꯦꯗꯤ ꯑꯣꯐ ꯁꯥꯂꯣꯠ ꯍꯥꯏꯕꯁꯤ ꯏꯪꯂꯤꯁꯀꯤ ꯀꯕꯤ ꯑꯜꯐ꯭ꯔꯦꯗ, ꯂꯔꯗ ꯇꯦꯅꯤꯁꯟꯒꯤ ꯚꯤꯛꯇꯣꯔꯤꯌꯥꯟ ꯕꯦꯜꯗ ꯑꯃꯅꯤ꯫ ꯁꯩꯔꯦꯡ ꯑꯁꯤꯅ ꯁꯥꯂꯣꯠ ꯀꯧꯕ ꯀꯦꯃꯦꯔꯥꯒꯤ ꯃꯅꯥꯛꯇ ꯂꯩꯕ ꯗ꯭ꯕꯤꯞ ꯑꯃꯗ ꯂꯩꯕ ꯇꯋꯥꯔ ꯑꯃꯗ ꯂꯩꯕ ꯅꯨꯄꯤ ꯑꯃꯒꯤ ꯋꯥꯔꯤ ꯂꯤꯔꯤ꯫ ꯃꯍꯥꯛꯄꯨ ꯍꯛꯊꯦꯡꯅꯅ ꯃꯄꯥꯟꯗ ꯌꯦꯡꯕꯗ ꯑꯊꯤꯡꯕ ꯊꯝꯂꯤ, ꯃꯔꯝ ꯑꯗꯨꯅ ꯃꯍꯥꯛꯅ ꯃꯥꯂꯦꯝ ꯑꯁꯤꯕꯨ ꯃꯤꯔ꯭ꯔ ꯑꯃꯗꯒꯤ ꯌꯦꯡꯏ ꯑꯃꯁꯨꯡ ꯃꯍꯥꯛꯅ ꯎꯔꯤꯕ ꯑꯗꯨ ꯇꯦꯄꯦꯁ꯭ꯇꯔꯤ ꯑꯃꯗ ꯁꯦꯝꯈꯤ꯫ ꯅꯨꯃꯤꯠ ꯑꯃꯗ ꯃꯍꯥꯛꯅ ꯁꯔ ꯂꯦꯟꯁꯂꯣꯠꯄꯨ ꯃꯍꯥꯛꯀꯤ ꯃꯤꯔ꯭ꯔꯗ ꯎꯈꯤ ꯑꯃꯁꯨꯡ ꯃꯍꯥꯛꯄꯨ ꯌꯥꯝꯅ ꯅꯨꯡꯁꯤꯖꯩ ꯃꯗꯨꯗꯤ ꯃꯍꯥꯛꯄꯨ ꯍꯛꯊꯦꯡꯅꯅꯥ ꯌꯦꯡꯅꯕ ꯂꯥꯛꯈꯤ, ꯃꯗꯨꯅ ꯁꯥꯞ ꯑꯗꯨ ꯊꯨꯒꯥꯏꯈꯤ꯫ ꯃꯤꯔ꯭ꯔ ꯑꯗꯨ ꯆꯦꯟꯊꯔꯛꯏ ꯑꯃꯁꯨꯡ ꯁꯥꯞ ꯑꯗꯨ ꯃꯍꯥꯛꯀꯤ ꯃꯊꯛꯇ ꯆꯦꯟꯊꯔꯛꯏ꯫ ꯃꯍꯥꯛ ꯇꯋꯥꯔ ꯑꯗꯨꯗꯒꯤ ꯊꯣꯔꯛꯇꯨꯅ ꯃꯍꯥꯛꯀꯤ ꯃꯤꯡ ꯏꯕꯥ ꯕꯣꯠ ꯑꯃ ꯊꯤꯔꯤ, ꯃꯗꯨꯒꯤ ꯃꯇꯨꯡꯗ ꯇꯨꯔꯦꯜꯗ‌ ꯆꯦꯟꯊꯔꯒ ꯀꯦꯃꯦꯔꯥꯗ ꯆꯠꯈꯤ, ꯃꯍꯥꯛ ꯁꯤꯔꯕ ꯃꯇꯨꯡꯗ ꯋꯥꯈꯜ ꯅꯨꯡꯉꯥꯏꯇꯕ‌ ꯏꯁꯩ ꯑꯃꯥ ꯏꯁꯩ ꯁꯛꯏ꯫ ꯕꯣꯠ ꯑꯗꯨ ꯀꯦꯃꯦꯔꯥꯗ ꯌꯧꯔꯛꯄ ꯃꯇꯝꯗ ꯃꯍꯥꯛꯀꯤ ꯐꯖꯕ ꯑꯗꯨꯅ ꯃꯤꯌꯥꯝꯅ ꯊꯋꯥꯏ ꯌꯥꯎꯏ, ꯑꯃꯁꯨꯡ ꯂꯥꯟꯁꯦꯜꯅ ꯃꯍꯥꯛꯀꯤ ꯊꯋꯥꯏꯒꯤꯗꯃꯛ ꯊꯧꯅꯤꯖꯩ꯫